ꯊꯕꯛ ꯑꯁꯤꯗ ꯑꯗꯣꯝꯅ ꯄꯤꯔꯤꯕ ꯃꯆꯥꯛꯁꯤꯡ ꯑꯗꯨꯒ ꯂꯣꯏꯅꯅ ꯁꯩꯔꯦꯡ ꯑꯃ ꯁꯦꯃꯒꯠꯄꯥ ꯃꯊꯧ ꯇꯥꯏ꯫ ꯑꯌꯨꯛꯀꯤ ꯅꯨꯃꯤꯠ ꯑꯃ, ꯊꯥ ꯑꯃ, ꯑꯃꯁꯨꯡ ꯃꯩ ꯑꯃ꯫ ꯑꯌꯨꯛꯀꯤ ꯅꯨꯃꯤꯠ ꯑꯃ, ꯑꯁꯨꯛ ꯌꯥꯝꯅ ꯅꯨꯡꯉꯥꯏꯕ ꯑꯃꯁꯨꯡ ꯃꯉꯥꯜ ꯂꯩꯕ, ꯃꯁꯤꯅ ꯅꯨꯃꯤꯠ ꯈꯨꯗꯤꯡꯒꯤ ꯑꯣꯏꯕ ꯑꯋꯥꯕ ꯑꯗꯨ ꯊꯥꯗꯣꯛꯏ, ꯊꯥꯒꯤ ꯑꯇꯤꯌꯥ ꯑꯃ, ꯃꯗꯨ ꯃꯤꯠ ꯎꯏꯁꯤꯜꯂꯤ ꯑꯃꯁꯨꯡ ꯃꯤꯠ ꯎꯏꯁꯤꯜꯂꯤ, ꯑꯩꯈꯣꯏꯕꯨ ꯊꯦꯝꯖꯤꯜꯂꯤ, ꯋꯥꯈꯜ ꯇꯥꯍꯜꯂꯤ ꯑꯃꯁꯨꯡ ꯋꯥꯈꯜ ꯈꯟꯊꯍꯜꯂꯤ꯫ ꯃꯩ ꯑꯃꯅ ꯃꯩ ꯊꯥꯏ, ꯈꯣꯟꯖꯦꯜ ꯑꯃꯒ ꯂꯣꯏꯅꯅ, ꯂꯥꯞꯅ ꯂꯥꯞꯅ ꯅꯥꯟꯊꯣꯛꯂꯤꯕ ꯃꯩꯁꯥꯁꯤꯡ, ꯑꯀꯣꯏꯕꯗ ꯅꯥꯠꯀꯤ ꯑꯣꯏꯕ ꯁꯦꯡꯂꯕ ꯁꯛꯇꯝꯁꯤꯡ ꯊꯥꯗꯨꯅ, ꯃꯊꯛꯇ ꯂꯩꯕ ꯊꯥꯁꯤꯡꯒ ꯂꯣꯏꯅꯅ ꯂꯥꯟꯊꯦꯡꯅꯔꯤ, ꯌꯥꯝꯅ ꯂꯨꯕ꯫ ꯇꯔꯥꯝꯅꯥ ꯑꯣꯛꯄꯒꯤ ꯑꯇꯤꯌꯥꯒꯤ ꯃꯈꯥꯗ, ꯅꯨꯃꯤꯠꯅ ꯊꯣꯏꯗꯣꯛꯄꯥ ꯑꯃꯁꯨꯡ ꯌꯥꯏꯐ-ꯄꯥꯎꯖꯦꯜ ꯄꯤꯖꯔꯤ, ꯑꯩꯈꯣꯏꯅ ꯃꯩꯒꯤ ꯃꯅꯥꯛꯇ ꯐꯝꯃꯤꯟꯅꯩ, ꯅꯨꯃꯤꯗꯥꯡꯋꯥꯏꯔꯝ ꯂꯩ ꯌꯦꯡꯂꯤ, ꯁꯥꯟꯇꯤ ꯂꯩꯕ ꯅꯨꯡꯉꯥꯏꯕꯗ, ꯑꯩꯈꯣꯏꯒꯤ ꯊꯋꯥꯌꯅ ꯊꯛꯈꯤ꯫ ꯃꯁꯤ ꯑꯁꯤꯒꯨꯝꯕ ꯃꯤꯀꯨꯞꯁꯤꯡ ꯑꯁꯤꯗ, ꯑꯁꯨꯛ ꯌꯥꯝꯅ ꯅꯨꯡꯉꯥꯏꯕ ꯑꯃꯁꯨꯡ ꯑꯆꯨꯝꯕ, ꯑꯌꯨꯛꯀꯤ ꯅꯨꯃꯤꯠ ꯑꯃꯁꯨꯡ ꯊꯥ ꯄꯨꯝꯅꯃꯛꯅ ꯂꯥꯟꯊꯦꯡꯅꯔꯤꯕ, ꯃꯦꯖꯤꯛꯀꯤ ꯃꯤꯀꯨꯞ ꯑꯃꯥ, ꯏꯊꯤꯜ ꯄꯤꯕ ꯃꯩ, ꯑꯩꯈꯣꯏꯅ ꯅꯤꯡꯁꯤꯡꯒꯗꯕ, ꯑꯃꯁꯨꯡ ꯃꯇꯝ ꯆꯨꯞꯄꯗ ꯄꯥꯃꯖꯕ ꯅꯨꯃꯤꯠ ꯑꯃꯅꯤ꯫ ꯃꯃꯜ ꯍꯟꯊꯍꯟꯅꯕ ꯕꯤꯖꯤꯅꯦꯁ ꯑꯃꯅ ꯁꯤꯖꯤꯟꯅꯕ ꯌꯥꯕ ꯑꯀꯛꯅꯕ ꯁ꯭ꯇꯔꯥꯇꯦꯖꯤ ꯑꯍꯨꯝ ꯈꯪꯗꯣꯛꯄ꯫ ꯕꯤꯖꯤꯅꯦꯁ ꯑꯃꯅ ꯃꯈꯣꯏꯒꯤ ꯃꯃꯜ ꯍꯟꯊꯍꯟꯅꯕ ꯏꯃꯄ꯭ꯂꯤꯃꯦꯟꯠ ꯇꯧꯕ ꯌꯥꯕ ꯁ꯭ꯇꯔꯦꯇꯦꯖꯤ ꯀꯌꯥ ꯂꯩ, ꯑꯗꯨꯕꯨ ꯃꯈꯥꯗ ꯏꯐꯦꯛꯇꯤꯕ ꯑꯣꯏꯕ ꯌꯥꯕ ꯑꯀꯛꯅꯕ ꯁ꯭ꯇꯔꯦꯇꯦꯖꯤ ꯑꯍꯨꯝ ꯌꯥꯎꯔꯤ: ꯑꯣꯄꯔꯦꯁꯅꯦꯜ ꯏꯐꯤꯁꯤꯑꯦꯟꯁꯤ ꯐꯒꯠꯍꯟꯕ: ꯃꯁꯤ ꯀꯝꯄꯦꯅꯤꯒꯤ ꯄ꯭ꯔꯣꯁꯦꯁ ꯑꯃꯁꯨꯡ ꯋꯥ꯭ꯔꯛꯐ꯭ꯂꯣꯁꯤꯡ ꯑꯦꯅꯥꯂꯥꯏꯖ ꯇꯧꯗꯨꯅ ꯏꯟꯑꯦꯐꯤꯁꯤꯑꯦꯟꯁꯤꯁꯤꯡ ꯈꯪꯗꯣꯛꯄ ꯑꯃꯁꯨꯡ ꯂꯧꯊꯣꯛꯇꯨꯅꯥ ꯐꯪꯕ ꯉꯝꯒꯅꯤ꯫ ꯈꯨꯗꯝ ꯑꯣꯏꯅ, ꯄꯨꯊꯣꯛꯄ ꯅꯠꯇꯔꯒ ꯑꯣꯄꯔꯦꯁꯅꯦꯜ ꯃꯇꯝ ꯍꯟꯊꯍꯟꯕ, ꯑꯃꯣꯠꯄ ꯍꯟꯊꯍꯟꯕ, ꯑꯣꯇꯣꯃꯦꯁꯟ ꯏꯃꯞꯂꯤꯃꯦꯟꯠ ꯇꯧꯕ, ꯑꯃꯁꯨꯡ ꯁꯄ꯭ꯂꯥꯏ ꯆꯦꯟ ꯃꯦꯅꯦꯖꯃꯦꯟꯠ ꯐꯒꯠꯍꯟꯕꯅ ꯃꯃꯜ ꯍꯟꯊꯍꯟꯕꯗ ꯃꯇꯦꯡ ꯄꯥꯡꯒꯅꯤ꯫ ꯀꯟꯇ꯭ꯔꯦꯛꯁꯤꯡ ꯑꯃꯨꯛ ꯍꯟꯅꯥ ꯋꯥꯔꯤ ꯁꯥꯅꯕ ꯑꯃꯁꯨꯡ ꯆꯥꯗꯤꯡ ꯍꯟꯊꯍꯟꯕ: ꯕꯤꯖꯤꯅꯦꯁꯁꯤꯡꯅ ꯁꯄ꯭ꯂꯥꯏꯌꯔꯁꯤꯡ ꯑꯃꯁꯨꯡ ꯌꯨꯇꯤꯂꯤꯇꯤꯁꯤꯡꯒ ꯂꯣꯏꯅꯅ ꯃꯈꯣꯏꯒꯤ ꯀꯟꯇ꯭ꯔꯦꯛꯁꯤꯡ ꯑꯃꯨꯛ ꯍꯟꯅ ꯑꯦꯁꯦꯁ ꯇꯧꯗꯨꯅ ꯍꯦꯟꯅ ꯐꯕ ꯔꯦꯠꯁꯤꯡ ꯋꯥꯔꯤ ꯁꯥꯅꯕ ꯌꯥꯏ ꯅꯠꯇꯔꯒ ꯍꯦꯟꯅ ꯃꯃꯜ ꯍꯣꯡꯕ ꯑꯜꯇꯔꯅꯦꯇꯤꯕꯁꯤꯡꯗ ꯍꯣꯡꯗꯣꯛꯄ ꯌꯥꯏ꯫ ꯃꯁꯤꯒꯤ ꯃꯊꯛꯇ, ꯀꯝꯄꯦꯅꯤꯁꯤꯡꯅ ꯆꯥꯗꯤꯡ ꯍꯟꯊꯍꯟꯅꯕ ꯃꯐꯝꯁꯤꯡ ꯊꯤꯕ ꯌꯥꯏ, ꯃꯈꯣꯏꯁꯤꯡ ꯑꯗꯨꯗꯤ ꯆꯠꯊꯣꯛ-ꯆꯠꯁꯤꯟꯒꯤ ꯆꯥꯗꯤꯡ ꯍꯟꯊꯍꯟꯕ, ꯑꯣꯐꯤꯁꯀꯤ ꯁꯄ꯭ꯂꯥꯏꯁꯤꯡ ꯍꯟꯊꯍꯟꯕ, ꯅꯠꯇ꯭ꯔꯒ ꯃꯃꯜ ꯌꯥꯝꯂꯕ ꯑꯣꯐꯤꯁ ꯁ꯭ꯄꯦꯁ ꯑꯃꯗ ꯆꯠꯄ ꯑꯁꯤꯅꯆꯤꯡꯕꯅꯤ꯫ ꯏꯃꯄ꯭ꯂꯣꯌꯤ ꯇ꯭ꯔꯦꯅꯤꯡ ꯑꯃꯁꯨꯡ ꯔꯤꯇꯦꯟꯁꯟꯗ ꯁꯦꯜ ꯊꯥꯗꯕ: ꯑꯦꯃꯄ꯭ꯂꯣꯌꯤꯁꯤꯡꯒꯤ ꯇ꯭ꯔꯟꯑꯣꯚꯔ ꯋꯥꯡꯕ ꯑꯁꯤ ꯔꯤꯀ꯭ꯔꯨꯏꯠꯃꯦꯟꯠ, ꯍꯥꯏꯔꯤꯡ, ꯑꯃꯁꯨꯡ ꯇ꯭ꯔꯦꯅꯤꯡꯒꯤ ꯃꯃꯜꯒꯤ ꯃꯇꯥꯡꯗ ꯃꯃꯜ ꯌꯥꯝꯅ ꯆꯪꯕ ꯌꯥꯏ꯫ ꯏꯃꯄ꯭ꯂꯣꯌꯤ ꯇ꯭ꯔꯦꯅꯤꯡꯗ ꯁꯦꯜ ꯊꯥꯗꯗꯨꯅ ꯑꯃꯁꯨꯡ ꯄꯣꯖꯤꯇꯤꯚ ꯑꯣꯏꯕ ꯋꯥ꯭ꯔꯛ ꯀꯜꯆꯔ ꯑꯃ ꯁꯦꯝꯒꯠꯇꯨꯅ, ꯕꯤꯖꯤꯅꯦꯁꯁꯤꯡꯅ ꯃꯈꯣꯏꯒꯤ ꯏꯃꯄ꯭ꯂꯣꯌꯤꯁꯤꯡꯕꯨ ꯊꯃꯖꯤꯟꯕ ꯌꯥꯏ, ꯃꯗꯨꯅ ꯃꯇꯝ ꯁꯥꯡꯅ ꯆꯠꯀꯗꯕ ꯃꯃꯜꯁꯤꯡ ꯑꯁꯤ ꯍꯟꯊꯍꯜꯂꯤ꯫ ꯃꯁꯤꯒꯤ ꯃꯊꯛꯇ, ꯌꯥꯝꯅ ꯇ꯭ꯔꯦꯟ ꯇꯧꯔꯕ ꯑꯃꯁꯨꯡ ꯑꯦꯛꯁꯄꯔꯤꯌꯦꯟꯁ ꯂꯩꯕ ꯏꯃꯄ꯭ꯂꯣꯌꯤꯁꯤꯡꯅ ꯍꯦꯟꯅ ꯏꯐꯤꯁꯤꯌꯦꯟꯠ ꯑꯃꯁꯨꯡ ꯄ꯭ꯔꯗꯛꯇꯤꯕ ꯑꯣꯏꯕ ꯌꯥꯏ, ꯃꯁꯤꯅ ꯑꯣꯄꯔꯦꯁꯅꯦꯜ ꯀꯣꯁ꯭ꯠ ꯍꯟꯊꯍꯟꯕꯗ ꯃꯇꯦꯡ ꯄꯥꯡꯕ ꯉꯝꯒꯅꯤ꯫